ꯏꯪ ꯂꯤꯁꯤꯡ ꯑꯃꯒ ꯆꯃꯥꯄꯟ ꯀꯨꯟꯒꯤ ꯃꯇꯝꯗ ꯐꯤꯂꯝ ꯏꯟꯗꯁ꯭ꯇꯔꯤꯒꯤ ꯃꯇꯥꯡꯗ ꯄꯟꯕꯤꯌꯨ꯫ ꯏꯪ ꯂꯤꯁꯤꯡ ꯑꯃꯒ ꯆꯃꯥꯄꯟ ꯀꯨꯟꯒꯤ ꯃꯇꯝ ꯑꯁꯤ ꯐꯤꯂꯝ ꯏꯟꯗꯁ꯭ꯇꯔꯤꯒꯤ ꯑꯣꯏꯅ ꯆꯥꯎꯈꯠꯄ ꯑꯃꯁꯨꯡ ꯑꯍꯣꯡꯕ ꯂꯥꯛꯄꯥ ꯃꯇꯝ ꯑꯃꯥ ꯑꯣꯏꯈꯤ꯫ ꯃꯇꯝ ꯑꯁꯤꯒꯤ ꯃꯅꯨꯡꯗꯥ ꯇꯦꯛꯅꯣꯂꯣꯖꯤꯅꯥ ꯐꯤꯂꯝꯁꯤꯡꯗ ꯁꯤꯡꯀꯔꯣꯅꯥꯏꯖ ꯇꯧꯔꯕꯥ ꯈꯣꯟꯖꯦꯜ ꯑꯃꯁꯨꯡ ꯋꯥꯉꯥꯡ ꯍꯥꯞꯆꯤꯟꯕꯥ ꯉꯝꯒꯗꯕꯥ ꯃꯑꯣꯡꯗꯥ ꯍꯧꯖꯤꯛ ꯐꯥꯎꯕ ꯃꯥꯡꯂꯣꯝꯗ ꯆꯪꯁꯤꯜꯂꯛꯈꯤꯗꯕꯅꯥ ꯃꯔꯝ ꯑꯣꯏꯗꯨꯅ ꯁꯥꯏꯂꯦꯟꯇ ꯐꯤꯂꯝꯁꯤꯡꯅꯥ ꯃꯀꯣꯛ ꯊꯣꯡꯈꯤ꯫ ꯑꯗꯨꯕꯨ ꯗꯥꯏꯔꯦꯛꯇꯔ, ꯑꯦꯛꯇꯔ ꯑꯃꯁꯨꯡ ꯑꯥꯔꯇꯤꯁ꯭ꯠ ꯀꯌꯥꯅꯥ ꯃꯈꯣꯏꯒꯤ ꯍꯩꯁꯤꯡꯕꯥ ꯑꯗꯨ ꯌꯥꯝꯅꯥ ꯊꯨꯅꯥ ꯁꯦꯝꯒꯠꯈꯤ, ꯑꯃꯁꯨꯡ ꯁꯦꯠ ꯗꯤꯖꯥꯏꯟ, ꯀꯣꯁ꯭ꯇꯦꯜ ꯑꯃꯁꯨꯡ ꯃꯦꯛꯑꯥꯞꯇꯥ ꯇꯦꯛꯅꯣꯂꯣꯖꯤꯒꯤ ꯑꯍꯣꯡꯕꯥ ꯀꯌꯥ ꯑꯃꯥ ꯂꯥꯛꯈꯤ꯫ ꯏꯪ ꯂꯤꯁꯤꯡ ꯑꯃꯒ ꯆꯃꯥꯄꯟ ꯀꯨꯟꯒꯤ ꯃꯇꯝꯗ ꯐꯤꯂꯝ ꯏꯟꯗꯁ꯭ꯇꯔꯤꯒꯤ ꯊꯣꯏꯗꯣꯛꯄꯥ ꯃꯁꯛ ꯑꯃꯗꯤ ꯁ꯭ꯇꯨꯗꯤꯑꯣ ꯁꯤꯁ꯭ꯇꯦꯝ ꯍꯦꯟꯒꯠꯂꯛꯄꯥ ꯑꯁꯤꯅꯤ꯫ ꯄꯦꯔꯥꯃꯥꯎꯟꯠ, ꯃ‌ꯦꯇꯔ‌ꯣ ꯒ‌ꯣꯜꯋꯤꯟ ꯃꯌꯔ ꯑꯃꯁꯨꯡ ꯐꯥꯔꯁ꯭ꯠ ꯅꯦꯁ꯭ꯅꯦꯜꯒꯨꯝꯕ ꯑꯆꯧꯕ ꯁ꯭ꯇꯨꯗꯤꯑꯣꯁꯤꯡꯅ ꯏꯟꯗꯁ꯭ꯇꯔꯤꯗꯥ ꯂꯨꯆꯤꯡꯕꯥ ꯍꯧꯔꯛꯈꯤ, ꯃꯁꯤꯡ ꯌꯥꯝꯅ ꯐꯤꯂꯝ ꯄꯨꯊꯣꯛꯈꯤ ꯑꯃꯁꯨꯡ ꯌꯦꯟꯊꯣꯛꯈꯤ꯫ ꯁ꯭ꯇꯨꯗꯤꯑꯣꯁꯤꯡ ꯑꯁꯤꯒꯤ ꯃꯁꯥꯒꯤ ꯑꯣꯏꯕꯥ ꯗꯥꯏꯔꯦꯛꯇꯔ, ꯔꯥꯏꯇꯔ, ꯑꯦꯛꯇꯔ ꯑꯃꯁꯨꯡ ꯇꯦꯛꯅꯤꯁꯤꯌꯟꯁꯤꯡꯒꯤ ꯁꯦꯠ ꯑꯃꯥ ꯂꯩꯔꯝꯃꯤ ꯃꯈꯣꯏꯅꯥ ꯀꯟꯇꯔꯦꯛꯀꯤ ꯃꯈꯥꯗꯥ ꯂꯩꯔꯝꯃꯤ ꯑꯃꯁꯨꯡ ꯑꯦꯁꯦꯝꯕꯂꯤ ꯂꯥꯏꯟ ꯑꯃꯗꯥ ꯄꯣꯠꯊꯣꯛꯁꯤꯡꯒꯨꯝꯕ ꯐꯤꯂꯝꯁꯤꯡ ꯁꯦꯝꯈꯤ꯫ ꯃꯇꯝ ꯑꯁꯤꯒꯤ ꯃꯅꯨꯡꯗꯥ ꯑꯆꯧꯕꯥ ꯐꯤꯂꯝ ꯄ꯭ꯔꯣꯗꯛꯁꯟ ꯁꯦꯟꯇꯔ ꯈꯔꯗꯤ ꯊꯣꯔꯛꯈꯤ, ꯃꯗꯨꯒꯤ ꯃꯅꯨꯡꯗ ꯈ꯭ꯋꯥꯏꯗꯒꯤ ꯃꯔꯨ ꯑꯣꯏꯅꯥ ꯍꯣꯂꯤꯋꯨꯗꯇꯥ ꯊꯣꯛꯈꯤ, ꯃꯐꯝ ꯑꯗꯨꯗꯥ ꯆꯍꯤ ꯆꯨꯞꯄꯥ ꯅꯨꯃꯤꯠꯀꯤ ꯃꯉꯥꯜꯅꯥ ꯊꯜꯂꯕꯥ ꯅꯣꯡꯖꯨ-ꯅꯨꯡꯁꯥ ꯑꯃꯁꯨꯡ ꯇꯣꯞ ꯇꯣꯞꯄꯥ ꯂꯝꯗꯝꯁꯤꯡꯅꯥ ꯃꯄꯥꯟꯗꯥ ꯊꯣꯛꯄꯥ ꯊꯧꯗꯣꯛ ꯀꯌꯥ ꯁꯨꯕꯥ ꯌꯥꯍꯟꯈꯤ꯫ ꯃꯁꯤꯒꯤ ꯃꯊꯛꯇꯥ, ꯑꯦꯛꯇꯔ ꯑꯃꯁꯨꯡ ꯑꯦꯛꯇꯔ ꯀꯌꯥꯅꯥ ꯃꯃꯤꯡ ꯆꯠꯅꯕ ꯍꯣꯠꯅꯕꯗ ꯍꯣꯂꯤꯋꯨꯗꯇꯥ ꯂꯥꯛꯈꯤ, ꯃꯈꯣꯏꯒꯤ ꯃꯅꯨꯡꯗ ꯀꯌꯥ ꯑꯃꯗꯤ ꯌꯨꯝꯒꯤ ꯃꯃꯤꯡ ꯑꯣꯏꯔꯛꯈꯤ꯫ ꯏꯪ ꯂꯤꯁꯤꯡ ꯑꯃꯒ ꯆꯃꯥꯄꯟ ꯀꯨꯟꯒꯤ ꯃꯌꯥꯏ ꯆꯜꯂꯛꯄꯗꯥ ꯊꯣꯔꯛꯈꯤꯕꯥ ꯖꯤꯟ ꯈꯔꯗꯤ ꯀꯃꯦꯗꯤ, ꯔꯣꯃꯥꯟꯁ, ꯗ꯭ꯔꯃꯥ, ꯑꯃꯁꯨꯡ ꯑꯦꯛꯁꯟ ꯅꯠꯇꯔꯒ ꯑꯦꯗꯚꯦꯟꯆꯔ ꯐꯤꯂꯝꯁꯤꯡꯅꯤ꯫ ꯐꯤꯂꯝ ꯀꯌꯥ ꯑꯁꯤ ꯂꯥꯏꯐ ꯑꯣꯔꯀꯦꯁ꯭ꯇꯔꯥꯁꯤꯡꯒꯥ ꯂꯣꯏꯅꯅꯥ ꯆꯠꯃꯤꯟꯅꯔꯝꯃꯤ, ꯑꯃꯁꯨꯡ ꯊꯤꯌꯦꯇꯔꯁꯤꯡꯅꯥ ꯑꯌꯥꯝꯕꯅ ꯐꯤꯂꯝ ꯈꯨꯗꯤꯡꯃꯛꯀꯤ ꯑꯔꯤꯕꯥ ꯁ꯭ꯀꯣꯔꯁꯤꯡ ꯁꯦꯝꯅꯕ ꯃ꯭ꯌꯨꯖꯤꯁꯤꯌꯥꯟꯁꯤꯡ ꯍꯥꯏꯔꯛꯈꯤ, ꯃꯗꯨꯅꯥ ꯌꯦꯡꯂꯤꯕꯁꯤꯡꯒꯤꯗꯃꯛꯇ ꯑꯇꯣꯞꯄ ꯅꯨꯡꯉꯥꯏꯕ ꯐꯣꯡꯗꯣꯛꯄꯒꯤ ꯂꯦꯌꯔ ꯑꯃꯥ ꯍꯥꯞꯆꯤꯟꯈꯤ꯫ ꯑꯄꯨꯟꯕ ꯑꯣꯏꯅꯥ, ꯏꯪ ꯂꯤꯁꯤꯡ ꯑꯃꯒ ꯆꯃꯥꯄꯟ ꯀꯨꯟꯒꯤ ꯃꯇꯝ ꯑꯁꯤ ꯐꯤꯂꯝ ꯏꯟꯗꯁ꯭ꯇꯔꯤꯒꯤꯗꯃꯛꯇ ꯅꯨꯡꯉꯥꯏꯕꯥ ꯃꯇꯝ ꯑꯃꯥ ꯑꯣꯏꯈꯤ, ꯃꯁꯤꯗꯥ ꯒ꯭ꯔꯣꯊ, ꯀ꯭ꯔꯤꯌꯦꯇꯤꯕꯤꯇꯤ ꯑꯃꯁꯨꯡ ꯁ꯭ꯇꯨꯗꯤꯑꯣ ꯁꯤꯁ꯭ꯇꯦꯝ ꯊꯣꯔꯛꯄꯒꯤ ꯃꯁꯛ ꯑꯣꯏꯈꯤ꯫ ꯊꯣꯏꯗꯣꯛꯄꯥ ꯋꯥꯐꯝ ꯑꯃꯥ ꯁꯦꯌꯔ ꯇꯧꯔꯤꯕꯥ ꯃꯔꯨꯞ ꯑꯅꯤꯒꯤ ꯃꯔꯃꯗꯥ ꯅꯥꯠ ꯑꯃꯒꯤꯗꯃꯛ ꯇꯥꯏꯇꯜ ꯑꯅꯤ ꯄꯤꯌꯨ꯫ ꯃꯁꯥꯅꯥ ꯃꯁꯥꯕꯨ ꯐꯒꯠꯍꯟꯕ ꯍꯥꯏꯕ ꯍꯤꯔꯝ ꯑꯁꯤꯒꯤ ꯁꯝꯖꯤꯟꯅꯐꯝ ꯑꯃꯥ ꯏꯕꯤꯌꯨ꯫ ꯁꯦꯜꯐ-ꯏꯝꯄ꯭ꯔꯨꯚꯃꯦꯟꯠ ꯍꯥꯏꯕꯁꯤ ꯄꯔꯁꯣꯅꯦꯜ ꯒ꯭ꯔꯣꯊ, ꯁ꯭ꯀꯤꯜ, ꯍꯦꯕꯤꯠ ꯑꯃꯁꯨꯡ ꯂꯝꯆꯠ-ꯁꯥꯖꯠ ꯁꯦꯝꯒꯠꯄꯒꯤ ꯈꯨꯠꯊꯥꯡꯗ ꯃꯁꯥꯃꯛꯄꯨ ꯍꯦꯟꯅ ꯐꯕ ꯑꯣꯏꯍꯟꯅꯕ ꯍꯣꯠꯅꯕꯅꯤ꯫ ꯃꯁꯤꯗꯥ ꯑꯌꯥꯝꯕꯅ ꯂꯅꯥꯏꯒꯤ ꯑꯣꯏꯕ ꯄꯥꯟꯗꯝꯁꯤꯡ ꯊꯝꯕꯥ ꯑꯃꯁꯨꯡ ꯃꯈꯣꯏꯒꯤ ꯃꯥꯏꯀꯩꯗ ꯍꯣꯠꯅꯕꯇ ꯅꯠꯇꯅ ꯑꯅꯧꯕꯥ ꯑꯦꯛꯁꯄꯔꯤꯌꯦꯟꯁꯁꯤꯡ ꯑꯃꯁꯨꯡ ꯇꯝꯒꯗꯕ ꯑꯃꯁꯨꯡ ꯆꯥꯎꯈꯠꯅꯕ ꯁꯤꯡꯅꯕꯁꯤꯡ ꯑꯦꯛꯇꯤꯕ ꯑꯣꯏꯅ ꯊꯤꯕ ꯌꯥꯎꯏ꯫ ꯃꯁꯥ-ꯃꯔꯣꯝꯗꯣꯝ ꯐꯒꯠꯍꯟꯕꯅ ꯄꯨꯟꯁꯤꯒꯤ ꯂꯝ ꯀꯌꯥ ꯌꯥꯎꯕꯥ ꯌꯥꯏ, ꯃꯗꯨꯒꯤ ꯃꯅꯨꯡꯗ ꯍꯛꯆꯥꯡꯒꯤ, ꯏꯃꯣꯁꯅꯦꯜ, ꯏꯟꯇꯦꯂꯦꯛꯆꯨꯑꯦꯜ ꯑꯃꯁꯨꯡ ꯁ꯭ꯄꯤꯔꯤꯆꯨꯑꯦꯜ ꯒ꯭ꯔꯣꯊ ꯑꯁꯤꯁꯨ ꯌꯥꯎꯏ꯫ ꯊꯧꯑꯣꯡ ꯑꯁꯤꯅꯥ ꯃꯍꯧꯁꯥꯅꯥ ꯑꯍꯣꯡꯕꯥ ꯄꯨꯔꯛꯀꯗꯕꯥ ꯃꯐꯝꯁꯤꯡ ꯈꯪꯗꯣꯛꯄꯥ ꯑꯃꯁꯨꯡ ꯄꯣꯖꯤꯇꯤꯕ ꯑꯣꯏꯕ ꯑꯍꯣꯡꯕ ꯄꯨꯔꯛꯅꯕꯒꯤ ꯃꯥꯏꯀꯩꯗꯥ ꯑꯦꯛꯁꯟ ꯂꯧꯈꯠꯄ ꯌꯥꯕ ꯈꯣꯡꯊꯥꯡꯁꯤꯡ ꯂꯧꯈꯠꯄꯒ ꯂꯣꯏꯅꯅꯥ ꯔꯤꯐ꯭ꯂꯦꯛꯇꯤꯕ ꯑꯃꯁꯨꯡ ꯏꯟꯇꯔꯣꯁ꯭ꯄꯦꯛꯇꯤꯕ ꯑꯦꯄꯔꯣꯆ ꯑꯃꯥ ꯂꯧꯈꯠꯄ ꯌꯥꯎꯏ꯫ ꯃꯁꯥꯅꯥ ꯃꯁꯥꯕꯨ ꯐꯒꯠꯍꯟꯕꯅꯥ ꯄꯨꯟꯁꯤꯗꯥ ꯑꯄꯨꯟꯕ ꯅꯨꯡꯉꯥꯏꯕꯥ, ꯃꯥꯏ ꯄꯥꯛꯄꯥ ꯑꯃꯁꯨꯡ ꯃꯄꯨꯡ ꯐꯥꯕꯥ ꯐꯪꯅꯕꯒꯤ ꯃꯥꯏꯀꯩꯗꯥ ꯄꯥꯟꯗꯝ ꯊꯝꯂꯤ꯫ ꯄꯤꯔꯤꯕꯥ ꯋꯥꯔꯣꯜ ꯑꯗꯨꯗ ꯐꯣꯡꯗꯣꯛꯂꯤꯕꯥ ꯊꯤꯝ ꯑꯃꯍꯦꯛꯇꯕꯨ ꯃꯁꯛ ꯈꯪꯗꯣꯛꯄꯥ꯫ ꯃꯥꯏ ꯄꯥꯛꯂꯕꯥ ꯑꯣꯟꯇꯔꯄꯔꯤꯅꯔ ꯑꯃꯥ ꯑꯣꯏꯔꯤꯕꯥ ꯖꯦꯟ ꯗꯣꯏꯒꯤ ꯋꯥꯔꯤ ꯑꯁꯤꯅ ꯑꯩꯈꯣꯏꯗ ꯇꯥꯛꯄꯤꯔꯤ ꯃꯗꯨꯗꯤ ꯑꯦꯝꯕꯤꯁꯟ ꯑꯃꯁꯨꯡ ꯗꯤꯇꯔꯃꯤꯅꯦꯁꯟ ꯑꯁꯤꯅ ꯀꯅꯥꯒꯨꯝꯕ ꯑꯃꯒꯤ ꯃꯥꯏꯄꯥꯛꯄ ꯄꯨꯔꯛꯄ ꯉꯝꯒꯅꯤ꯫ ꯋꯥꯍꯩ ꯑꯁꯤꯗ ꯐꯣꯡꯗꯣꯛꯂꯤꯕꯥ ꯊꯤꯝ ꯑꯁꯤ ꯑꯦꯝꯕꯤꯁꯟ ꯑꯃꯁꯨꯡ ꯗꯤꯇꯔꯃꯤꯅꯦꯁꯟꯒꯤ ꯈꯨꯠꯊꯥꯡꯗ ꯃꯥꯏ ꯄꯥꯛꯄꯅꯤ꯫